ꯃꯔꯝꯗꯤ ꯃꯈꯣꯏ ꯑꯁꯤ ꯂꯥꯏꯔꯕ ꯃꯤꯑꯣꯏꯁꯤꯡꯅꯤ ꯍꯥꯏꯅ ꯈꯪꯅꯩ꯫ ꯋꯥꯍꯩ ꯑꯍꯨꯝ ꯁꯦꯝꯖꯤꯜꯂꯨ ꯃꯗꯨꯅ ꯃꯈꯣꯏꯅ ꯃꯔꯤ ꯂꯩꯅꯕ ꯋꯥꯔꯤ ꯑꯃꯥ ꯁꯦꯝꯃꯨ꯫ ꯃꯍꯥꯛ ꯇ꯭ꯔꯦꯟ ꯑꯗꯨ ꯌꯨꯝꯗ ꯆꯠꯈꯤ꯫ ꯃꯍꯥꯛ ꯃꯍꯥꯛꯀꯤ ꯁ꯭ꯇꯣꯞ ꯑꯗꯨꯗꯥ ꯌꯧꯔꯛꯈꯤ꯫ ꯃꯍꯥꯛꯅ ꯇꯤꯀꯦꯠ ꯑꯃꯥ ꯂꯧꯕ ꯇꯥꯈꯤ꯫ ꯄꯤꯔꯤꯕꯥ ꯁꯦꯟꯁꯟ ꯑꯗꯨ ꯄꯦꯁꯤꯐꯤꯛ ꯅꯠꯇꯔꯒ ꯑꯦꯛꯇꯤꯕ ꯚꯣꯏꯁꯇ ꯂꯩꯕ꯭ꯔꯥ ꯍꯥꯏꯕꯗꯨ ꯂꯦꯞꯊꯣꯛꯎ꯫ ꯀꯨꯠꯇ ꯈꯣꯡꯅ ꯆꯠꯅꯕ ꯂꯧꯈꯠꯈꯤ꯫ ꯄꯤꯔꯤꯕꯥ ꯋꯥꯍꯩ ꯑꯁꯤ ꯄꯦꯁꯤꯐꯤꯛ ꯚꯣꯏꯁꯇ ꯂꯩ꯫। ꯖꯥꯚꯥ ꯂꯣꯟꯗ ꯏꯟꯍꯦꯔꯤꯇꯦꯁꯟ ꯁꯤꯖꯤꯟꯅꯕꯒꯤ ꯆꯠꯅꯕ ꯌꯥꯕ ꯈꯨꯗꯝ ꯑꯃꯥ ꯄꯤꯌꯨ꯫ ꯏꯟꯍꯦꯔꯤꯇꯦꯁꯟ ꯑꯁꯤ ꯖꯥꯚꯥꯗ ꯑꯣꯞꯖ‌ꯦꯛ ꯑꯣꯔꯤꯌ‌ꯦꯟꯇ‌ꯦꯠ ꯄ꯭ꯔ‌ꯣꯒ꯭ꯔꯥꯝꯃꯤꯡꯒꯤ ꯋꯥꯈꯜꯂꯣꯟ ꯑꯃꯅꯤ, ꯃꯁꯤꯅ ꯁꯨꯄꯔꯀꯂꯥꯁ ꯄꯦꯔꯦꯟꯇ ꯕꯦꯖ ꯀ꯭ꯂꯥꯁ ꯑꯃꯗꯒꯤ ꯁꯕꯀꯂꯥꯁ ꯗꯦꯔꯤꯕꯦꯗ ꯆꯥꯏꯜꯗ ꯀ꯭ꯂꯥꯁ ꯑꯃꯥ ꯁꯦꯝꯕ ꯌꯥꯍꯜꯂꯤ꯫ ꯁꯕꯀꯂꯥꯁ ꯑꯁꯤꯅ ꯁꯨꯄꯔꯀꯂꯥꯁꯀꯤ ꯄ꯭ꯔꯣꯄꯔꯇꯤ ꯑꯃꯁꯨꯡ ꯂꯝꯆꯠ-ꯁꯥꯖꯠ ꯄꯨꯝꯅꯃꯛ ꯏꯟꯍꯦꯔꯤ ꯇꯧꯏ, ꯑꯃꯁꯨꯡ ꯃꯁꯥꯒꯤ ꯑꯣꯏꯕ ꯑꯍꯦꯟꯕ ꯄ꯭ꯔꯣꯄꯔꯇꯤ ꯑꯃꯁꯨꯡ ꯂꯝꯆꯠ-ꯁꯥꯖꯠꯁꯨ ꯂꯩꯕꯥ ꯌꯥꯏ꯫ ꯁ꯭ꯀꯨꯕꯤ ꯑꯁꯤ ꯆꯥꯔꯤ꯫ ꯍꯨꯏ ꯆꯦꯟꯁꯤꯜꯂꯛꯏ꯫ ꯍꯨꯏ ꯃꯁꯥꯒꯤ ꯃꯀꯣꯛ ꯊꯣꯡꯂꯤ꯫ ꯈꯨꯗꯝ ꯑꯁꯤꯗ, ꯁꯥ ꯑꯁꯤ ꯁꯨꯄꯔꯀꯂꯥꯁꯅꯤ, ꯑꯃꯁꯨꯡ ꯍꯨꯏ ꯑꯁꯤ ꯃꯁꯤꯒꯤ ꯁꯕꯀꯂꯥꯁꯅꯤ꯫ ꯅꯥ ꯁꯥꯡꯗꯣꯛꯏ, ꯃꯁꯤꯅ ꯀ꯭ꯂꯥꯁꯀꯤ ꯄ꯭ꯔꯣꯄꯔꯇꯤ ꯑꯃꯁꯨꯡ ꯃꯦꯠ ꯄꯨꯝꯅꯃꯛ ꯏꯟꯍꯦꯔꯤ ꯇꯧꯏ ꯍꯥꯏꯕꯅꯤ꯫ ꯀ꯭ꯂꯥꯁꯇ, ꯑꯩꯈꯣꯏꯅ ꯑꯍꯦꯟꯕ ꯄ꯭ꯔꯣꯄꯔꯇꯤ ꯑꯃꯁꯨꯡ ꯑꯍꯦꯟꯕ ꯃꯦꯊꯠ ꯍꯥꯞꯆꯤꯜꯂꯦ꯫ ꯑꯩꯈꯣꯏꯅ ꯃꯦꯊꯠ ꯑꯁꯤꯁꯨ ꯇꯣꯉꯥꯟꯕ ꯏꯝꯄꯂꯤꯃꯦꯟꯇꯦꯁꯟ ꯑꯃꯥ ꯄꯤꯅꯕ ꯑꯣꯚꯔꯔꯥꯏꯗ ꯇꯧꯈ꯭ꯔꯦ꯫ ꯑꯩꯈꯣꯏꯅ ꯃꯦꯟ ꯃꯦꯊꯗꯇꯥ ꯍꯨꯏ ꯑꯣꯕꯖꯦꯛ ꯑꯃ ꯁꯦꯝꯕ ꯃꯇꯝꯗ, ꯑꯩꯈꯣꯏꯒꯤ ꯄ꯭ꯔꯣꯄꯔꯇꯤ ꯑꯃꯁꯨꯡ ꯃꯦꯊꯗ ꯄꯨꯝꯅꯃꯛ ꯑꯦꯛꯁꯦꯁ ꯇꯧꯕ ꯑꯃꯁꯨꯡ ꯁꯤꯖꯤꯟꯅꯕ ꯌꯥꯏ꯫ ꯀꯟꯚꯜꯌꯨꯁꯅꯦꯜ ꯅ꯭ꯌꯨꯔꯜ ꯅꯦꯇꯋꯥꯔꯛ ꯍꯥꯏꯕ ꯋꯥꯍꯩ ꯑꯁꯤ ꯁꯟꯗꯣꯛꯅ ꯇꯥꯛꯄꯤꯌꯨ꯫ ꯀꯟꯚꯣꯂꯌꯨꯁꯅꯦꯜ ꯅ꯭ꯌꯨꯔꯜ ꯅꯦꯠꯋꯥꯔꯛ ꯑꯁꯤ ꯏꯃꯦꯖ ꯔꯤꯀꯣꯒꯅꯤꯁꯟ ꯑꯃꯁꯨꯡ ꯑꯦꯅꯥꯂꯥꯏꯁꯤꯁꯀꯤꯗꯃꯛꯇ ꯃꯍꯧꯁꯥꯅ ꯁꯤꯖꯤꯟꯅꯕ ꯅ꯭ꯌꯨꯔꯦꯜ ꯅꯦꯠꯋꯥꯔꯛ ꯃꯈꯜ ꯑꯃꯅꯤ꯫ ꯃꯈꯣꯏꯅ ꯀꯟꯚꯣꯂꯨꯁꯟ ꯀꯧꯕ ꯃꯦꯊꯃꯦꯇꯤꯀꯦꯜ ꯑꯣꯄꯔꯦꯁꯟ ꯑꯃꯥ ꯁꯤꯖꯤꯟꯅꯕꯒꯤ ꯃꯃꯤꯡ ꯊꯣꯟꯈꯤꯕꯅꯤ, ꯃꯈꯣꯏ ꯑꯁꯤ ꯏꯃꯦꯖ ꯗꯦꯇꯥꯒꯤ ꯑꯅꯤꯗꯤ ꯁ꯭ꯇꯔꯀꯆꯔꯒꯤ ꯀꯥꯟꯅꯕ ꯂꯧꯅꯕ ꯗꯤꯖꯥꯏꯟ ꯇꯧꯕ ꯑꯈꯟꯅꯕ ꯑꯥꯔꯀꯤꯇꯦꯛꯆꯔ ꯑꯃꯥ ꯂꯩ꯫ ꯁꯤ ꯄꯔꯁꯣꯅꯦꯜ ꯏꯟꯐꯣꯔꯃꯦꯁꯟ ꯑꯗꯨ ꯃꯇꯤꯛ ꯆꯥꯕ ꯑꯌꯥꯕ ꯌꯥꯎꯗꯅ ꯅꯠꯇꯔꯒ ꯃꯥꯡ-ꯇꯥꯛꯅꯤꯡꯉꯥꯏ ꯑꯣꯏꯕ ꯄꯥꯟꯗꯝꯁꯤꯡꯒꯤꯗꯃꯛꯇ ꯁꯤꯖꯤꯟꯅꯕꯒꯤ ꯈꯨꯗꯣꯡꯊꯤꯕ ꯂꯩ, ꯑꯃꯁꯨꯡ ꯏꯟꯇꯔꯦꯛꯁꯟꯁꯤꯡꯒꯤ ꯃꯅꯨꯡꯗ ꯁꯦꯝꯕ ꯗꯦꯇꯥꯒꯤ ꯃꯄꯨ ꯑꯣꯏꯕꯒꯤ ꯃꯇꯥꯡꯗ ꯋꯥꯍꯪꯁꯤꯡ ꯂꯩ꯫ ꯃꯁꯤꯅ ꯆꯦꯠꯕꯣꯠ ꯏꯟꯇꯔꯦꯛꯁꯟꯁꯤꯡꯗ ꯁ꯭ꯇꯦꯔꯤꯑꯣꯇꯥꯏꯞ ꯑꯃꯁꯨꯡ ꯈꯦꯠꯅꯕ ꯊꯝꯗꯅ ꯂꯩꯍꯟꯕ ꯌꯥꯏ꯫ ꯏꯊꯤꯀꯦꯜꯒꯤ ꯑꯣꯏꯕ ꯋꯥꯔꯦꯞ ꯂꯧꯕꯥ: ꯑꯥꯔꯇꯤꯐꯤꯁꯤꯑꯦꯜ ꯏꯟꯇ‌ꯦꯂꯤꯖ‌ꯦꯟꯁ ꯃꯊꯧ ꯇꯧꯕ ꯆꯦꯠꯕꯣꯠꯁꯤꯡꯅ ꯃꯤꯁꯤꯡꯒ ꯍꯦꯟꯅ ꯋꯥꯔꯤ ꯁꯥꯅꯔꯛꯄꯒ ꯂꯣꯏꯅꯅ ꯃꯈꯣꯏꯅ ꯄꯥꯎ ꯐꯥꯎꯅꯕꯒꯤ ꯊꯧꯑꯣꯡꯗ ꯏꯊꯤꯀꯦꯜꯒꯤ ꯑꯣꯏꯕ ꯑꯋꯥꯕ ꯃꯥꯌꯣꯛꯅꯒꯅꯤ꯫ ꯍꯥꯏꯗ꯭ꯔꯣꯖꯦꯟ ꯄꯦꯔꯣꯛꯁꯥꯏꯠꯀꯤ ꯃꯔꯨꯑꯣꯏꯕ ꯀꯝꯄꯣꯅꯦꯟ ꯑꯗꯨ ꯀꯔꯤꯅꯣ? ꯍꯥꯏꯗ꯭ꯔꯣꯖꯦꯟ ꯄꯦꯔꯣꯛꯁꯥꯏꯗꯀꯤ ꯃꯔꯨꯑꯣꯏꯕ ꯀꯦꯃꯤꯀꯦꯜ ꯀꯝꯄꯣꯅꯦꯟꯁꯤꯡꯗꯤ ꯍꯥꯏꯗ꯭ꯔꯣꯖꯦꯟ ꯑꯃꯁꯨꯡ ꯑꯣꯛꯁꯤꯖꯦꯟꯅꯤ, ꯃꯁꯤꯒꯤ ꯀꯦꯃꯤꯀꯦꯜ ꯐꯣꯔꯃꯨꯂꯥ ꯑꯁꯤ ꯃꯁꯤꯒꯤ ꯑꯁꯦꯡꯕ ꯃꯑꯣꯡꯗ, ꯀꯝꯄꯥꯎꯟꯠ ꯑꯁꯤ ꯌꯥꯝꯅ ꯂꯨꯕ ꯅꯤꯜ ꯂꯤꯀ꯭ꯌꯨꯏꯠ ꯑꯃꯅꯤ, ꯃꯁꯤ ꯇꯔꯨ-ꯇꯅꯥꯟꯕ ꯁꯣꯂ꯭ꯌꯨꯁꯟ ꯑꯃꯗ ꯃꯆꯨ ꯂꯩꯇꯕ ꯃꯑꯣꯡꯗ ꯎꯕ ꯐꯪꯏ꯫ ꯃꯁꯤ ꯑꯣꯛꯁꯤꯖꯦꯟ, ꯕ꯭ꯂꯤꯆꯤꯡ ꯑꯦꯖꯦꯟ ꯑꯃꯁꯨꯡ ꯑꯦꯟꯇꯤꯁꯦꯞꯇꯤꯛ ꯑꯣꯏꯅ ꯁꯤꯖꯤꯟꯅꯩ꯫ ꯍꯥꯏꯗ꯭ꯔꯣꯖꯦꯟ ꯄꯦꯔꯣꯛꯁꯥꯏꯠ ꯑꯁꯤ ꯏꯁꯤꯡ ꯑꯃꯁꯨꯡ ꯑꯣꯛꯁꯤꯖꯦꯟ ꯑꯣꯏꯅ ꯁꯣꯛꯏ, ꯑꯃꯁꯨꯡ ꯗꯤꯀꯝꯄꯁꯤꯁꯟꯒꯤ ꯊꯧꯑꯣꯡꯒꯤ ꯃꯅꯨꯡꯗ, ꯃꯁꯤꯅ ꯑꯣꯛꯁꯤꯖꯦꯟ ꯒ꯭ꯌꯥꯁ ꯊꯥꯗꯣꯛꯏ ꯃꯗꯨꯅ ꯕꯨꯕꯜ, ꯐꯤꯖꯤꯀꯦꯜ ꯅꯠꯇꯔꯒ ꯐꯣꯝ ꯊꯣꯛꯍꯟꯕ ꯌꯥꯏ꯫